ꯑꯦ. ꯑꯥꯏ. ꯒꯤ ꯁꯤꯖꯤꯟꯅꯕꯒꯤ ꯏꯊꯤꯀꯦꯜꯒꯤ ꯑꯣꯏꯕꯥ ꯋꯥꯐꯝꯁꯤꯡꯒꯤ ꯃꯇꯥꯡꯗꯥ ꯑꯥꯔꯇꯤꯀꯜ ꯑꯃꯥ ꯁꯦꯝꯕꯥ꯫ ꯑꯦ. ꯑꯥꯏ. ꯒꯤ ꯁꯤꯖꯤꯟꯅꯕꯒꯤ ꯏꯊꯤꯀꯦꯜ ꯏꯝꯃꯤꯁꯟꯁꯤꯡ ꯑꯥꯔꯇꯤꯐꯤꯁꯤꯑꯦꯜ ꯏꯟꯇꯤꯂꯤꯖꯦꯟꯁ (ꯑꯦ. ꯑꯥꯏ.) ꯑꯁꯤ ꯌꯥꯝꯅꯥ ꯊꯨꯅꯥ ꯆꯥꯎꯈꯠꯂꯛꯂꯤꯕꯥ ꯂꯝ ꯑꯃꯅꯤ ꯑꯃꯁꯨꯡ ꯃꯁꯤꯅꯥ ꯑꯩꯈꯣꯏꯒꯤ ꯄꯨꯟꯁꯤꯒꯤ ꯃꯁꯛ ꯀꯌꯥꯗꯥ ꯌꯥꯝꯅꯥ ꯊꯨꯅꯥ ꯑꯍꯣꯡꯕꯥ ꯄꯨꯔꯛꯄꯒꯤ ꯄꯣꯇꯦꯟꯁꯤꯌꯦꯜ ꯂꯩ꯫ ꯁ꯭ꯃꯥꯔꯠ ꯍꯣꯝ ꯗꯤꯚꯥꯏꯟꯁꯤꯡ ꯑꯃꯁꯨꯡ ꯃꯁꯥꯅ ꯊꯧꯕꯥ ꯒꯥꯔꯤꯁꯤꯡꯗꯒꯤ ꯍꯧꯔꯒꯥ ꯕꯤꯖꯤꯅꯦꯁ ꯑꯣꯇꯣꯃꯦꯁꯟ ꯑꯃꯁꯨꯡ ꯃꯦꯗꯤꯀꯦꯜ ꯗꯥꯏꯒ꯭ꯅꯣꯁ꯭ꯇꯤꯛ ꯇꯨꯜꯁꯤꯡ ꯌꯎꯕꯥ, ꯇꯦꯛꯅꯣꯂꯣꯖꯤ ꯑꯁꯤꯅꯥ ꯑꯩꯈꯣꯏꯒꯤ ꯑꯀꯣꯏꯕꯗꯥ ꯂꯩꯔꯤꯕꯥ ꯃꯥꯂꯦꯝ ꯑꯁꯤꯒꯥ ꯑꯩꯈꯣꯏꯒꯤ ꯄꯨꯟꯁꯤ, ꯊꯕꯛ ꯇꯧꯕꯥ ꯑꯃꯁꯨꯡ ꯋꯥꯔꯤ ꯁꯥꯅꯕꯒꯤ ꯃꯑꯣꯡꯗꯥ ꯑꯍꯣꯡꯕꯥ ꯑꯃꯥ ꯄꯨꯔꯛꯂꯤ꯫ ꯑꯗꯨꯝ ꯑꯣꯏꯅꯃꯛ, ꯄ꯭ꯔꯣꯒ꯭ꯔꯦꯁ ꯑꯁꯤꯒꯥ ꯂꯣꯏꯅꯅꯥ ꯂꯧꯈꯠꯀꯗꯕꯥ ꯏꯊꯤꯀꯦꯜꯒꯤ ꯑꯣꯏꯕꯥ ꯋꯥꯈꯜꯂꯣꯟ ꯀꯌꯥ ꯑꯃꯥ ꯂꯥꯛꯏ꯫ ꯑꯦ. ꯑꯥꯏ. ꯒꯤ ꯁꯤꯖꯤꯟꯅꯕꯒꯤ ꯃꯇꯥꯡꯗꯥ ꯃꯔꯨꯑꯣꯏꯕꯥ ꯋꯥꯐꯝ ꯑꯃꯗꯤ ꯃꯁꯤꯕꯨ ꯃꯤꯑꯣꯏꯕꯗꯥ ꯑꯀꯥꯏꯕꯥ ꯄꯤꯅꯕꯥ, ꯀꯟꯇꯔꯣꯜ ꯇꯧꯅꯕꯥ ꯅꯠꯇꯔꯒꯥ ꯃꯦꯅꯤꯄꯨꯂꯦꯠ ꯇꯧꯕꯗꯥ ꯁꯤꯖꯤꯟꯅꯕꯥ ꯌꯥꯕꯒꯤ ꯑꯣꯏꯊꯣꯛꯄꯥ ꯂꯩꯕꯁꯤꯅꯤ꯫ ꯑꯦ. ꯑꯥꯏ. ꯒꯤ ꯁꯤꯁ꯭ꯇꯦꯝꯁꯤꯡ ꯑꯁꯤ ꯍꯦꯟꯅꯥ ꯆꯥꯎꯈꯠꯂꯛꯂꯤꯕꯥ ꯑꯃꯁꯨꯡ ꯃꯐꯝ ꯈꯨꯗꯤꯡꯗꯥ ꯂꯩꯔꯛꯄꯒꯥ ꯂꯣꯏꯅꯅꯥ, ꯃꯈꯣꯏꯕꯨ ꯑꯁꯣꯏ-ꯑꯉꯥꯝ ꯌꯥꯎꯗꯕꯥ ꯄꯥꯟꯗꯝꯁꯤꯡꯗꯥ ꯁꯤꯖꯤꯟꯅꯗꯅꯕꯥ ꯁꯦꯐꯒꯥꯔꯗꯁꯤꯡꯒꯥ ꯂꯣꯌꯏꯅꯥ ꯄ꯭ꯔꯣꯒ꯭ꯔꯥꯝ ꯇꯧꯕꯥ ꯑꯁꯤ ꯑꯩꯈꯣꯏꯅꯥ ꯁꯣꯏꯗꯅꯥ ꯌꯦꯡꯁꯤꯟꯕꯥ ꯑꯁꯤ ꯌꯥꯝꯅꯥ ꯃꯔꯨꯑꯣꯏ꯫ ꯈꯨꯗꯝ ꯑꯣꯏꯅꯥ, ꯁꯤꯁ꯭ꯇꯦꯝꯁꯤꯡ ꯑꯁꯤ ꯕꯥꯏꯁ ꯑꯃꯁꯨꯡ ꯗꯤꯁꯀꯔꯤꯃꯤꯅꯦꯁꯟ ꯊꯤꯡꯅꯕꯥ, ꯑꯃꯁꯨꯡ ꯃꯤꯌꯥꯝꯒꯤ ꯄ꯭ꯔꯥꯏꯚꯦꯁꯤ ꯑꯃꯁꯨꯡ ꯑꯣꯇꯣꯅꯣꯃꯤꯕꯨ ꯏꯀꯥꯏꯈꯨꯝꯅꯕꯥ ꯎꯠꯅꯕꯥ ꯆꯦꯛꯁꯤꯟꯅꯥ ꯗꯤꯖꯥꯏꯟ ꯇꯧꯒꯗꯕꯅꯤ꯫ ꯑꯦ. ꯑꯥꯏ. ꯒꯤ ꯃꯇꯥꯡꯗꯥ ꯋꯥꯐꯝ ꯊꯝꯂꯕꯗꯤ ꯑꯇꯣꯞꯄꯥ ꯏꯊꯤꯀꯦꯜꯒꯤ ꯑꯣꯏꯕꯥ ꯋꯥꯈꯜꯂꯣꯟ ꯑꯃꯗꯤ ꯑꯦꯀꯥꯎꯟꯇꯦꯕꯤꯂꯤꯇꯤꯒꯤ ꯋꯥꯐꯝꯅꯤ꯫ ꯑꯦ. ꯑꯥꯏ. ꯁꯤꯁ꯭ꯇꯦꯝꯁꯤꯡꯅꯥ ꯋꯥꯔꯦꯞ ꯂꯧꯕꯥ ꯉꯝꯕꯥ ꯍꯦꯒꯠꯂꯛꯄꯒꯥ ꯂꯣꯏꯅꯅꯥ ꯃꯈꯣꯏꯒꯤ ꯊꯕꯛꯁꯤꯡꯒꯤꯗꯃꯛ ꯀꯅꯅꯥ ꯊꯧꯗꯥꯡ ꯂꯧꯒꯗꯒꯦ ꯍꯥꯏꯕꯗꯨ ꯂꯦꯞꯊꯣꯛꯄꯗꯥ ꯍꯦꯟꯅꯥ ꯑꯋꯥꯕꯥ ꯑꯣꯏꯔꯛꯏ꯫ ꯈꯨꯗꯝ ꯑꯣꯏꯅꯥ, ꯀꯔꯤꯒꯨꯝꯕꯥ ꯃꯁꯥꯅ ꯊꯧꯕꯥ ꯒꯥꯔꯤ ꯑꯃꯅꯥ ꯑꯦꯛꯁꯤꯗꯦꯟ ꯑꯃꯥ ꯊꯣꯛꯈꯤꯕꯥ ꯇꯥꯔꯕꯗꯤ ꯀꯅꯥꯕꯨ ꯋꯥꯌꯦꯜ ꯄꯤꯒꯗꯒꯦ? ꯒꯥꯔꯤꯒꯤ ꯃꯄꯨ, ꯁꯣꯐꯋꯦꯌꯔꯒꯤ ꯗꯤꯕꯦꯂꯄꯔ ꯅꯠꯇꯔꯒꯥ ꯒꯥꯔꯤ ꯃꯁꯥꯃꯛ? ꯃꯁꯤ ꯑꯦ. ꯑꯥꯏ. ꯅꯥ ꯃꯐꯝ ꯈꯨꯗꯤꯡꯗꯥ ꯍꯦꯟꯅꯥ ꯆꯠꯅꯔꯛꯄꯒꯥ ꯂꯣꯏꯅꯅꯥ ꯃꯄꯨꯡ ꯐꯥꯅꯥ ꯊꯦꯡꯉꯗꯕꯥ ꯋꯥꯐꯝ ꯑꯃꯅꯤ꯫ ꯑꯦ. ꯑꯥꯏ. ꯅꯥ ꯊꯕꯛ ꯄꯤꯕꯗꯥ ꯄꯤꯔꯤꯕꯥ ꯁꯥꯐꯨ ꯑꯁꯤꯒꯤ ꯃꯇꯥꯡꯗꯁꯨ ꯋꯥꯈꯜ ꯋꯥꯕꯥ ꯂꯩꯔꯤ꯫ ꯑꯈꯪ -ꯑꯍꯩ ꯀꯌꯥꯅ ꯂꯥꯛꯀꯗꯧꯔꯤꯕꯥ ꯆꯍꯤꯁꯤꯡꯗꯥ ꯑꯦ. ꯑꯥꯏ. ꯃꯁꯤꯅꯥ ꯑꯦ. ꯑꯥꯏ. ꯅꯥ ꯂꯃꯈꯥꯡꯗ ꯃꯪꯈꯔꯒꯗꯕꯥ ꯁꯤꯟꯃꯤꯁꯤꯡꯕꯨ ꯀꯔꯝꯅꯥ ꯃꯇꯦꯡ ꯄꯥꯡꯒꯗꯒꯦ ꯑꯃꯁꯨꯡ ꯍꯣꯡꯂꯛꯂꯤꯕ ꯁꯦꯟꯃꯤꯠꯂꯣꯟ ꯑꯁꯤꯗꯥ ꯃꯈꯣꯏꯅꯥ ꯃꯊꯧ ꯇꯥꯕꯥ ꯁ꯭ꯀꯤꯜ ꯑꯃꯁꯨꯡ ꯔꯤꯁꯣꯔꯁꯁꯤꯡ ꯁꯣꯏꯗꯅꯥ ꯐꯪꯍꯟꯒꯗꯒꯦ ꯍꯥꯏꯕꯒꯤ ꯃꯇꯥꯡꯗ ꯃꯔꯨꯑꯣꯏꯕꯥ ꯏꯊꯤꯀꯦꯜꯒꯤ ꯋꯥꯍꯪꯁꯤꯡ ꯊꯣꯔꯛꯏ꯫ ꯃꯁꯤꯒꯤ ꯃꯊꯛꯇꯥ, ꯃꯤꯂꯤꯇꯔꯤꯒꯤ ꯄꯥꯟꯗꯝꯗꯥ ꯑꯦ. ꯑꯥꯏ. ꯂꯥꯟꯐꯝꯗꯥ ꯑꯣꯇꯣꯅꯣꯃꯁ ꯋꯦꯄꯟ ꯁꯤꯁ꯭ꯇꯦꯃꯁꯤꯡ ꯁꯤꯖꯤꯟꯅꯕꯅꯥ ꯊꯥꯖꯗꯕꯥ ꯑꯃꯁꯨꯡ ꯑꯆꯧꯕꯥ ꯑꯋꯥꯕꯥ ꯀꯌꯥ ꯊꯣꯛꯍꯟꯕꯥ ꯌꯥꯏ ꯍꯥꯏꯅꯥ ꯑꯈꯪ-ꯑꯍꯩ ꯀꯌꯥꯅ ꯋꯥꯈꯜ ꯋꯥꯔꯤ꯫ ꯑꯦ. ꯑꯥꯏ. ꯅꯥ ꯃꯤꯑꯣꯏꯕꯕꯨ ꯃꯁꯛ ꯈꯪꯗꯣꯛꯄꯥ ꯑꯃꯁꯨꯡ ꯇ꯭ꯔꯦꯟ ꯇꯧꯕꯗꯥ ꯐꯦꯁꯤꯑꯦꯜ ꯔꯤꯀꯣꯛꯒꯅꯥꯏꯁꯟ ꯇꯦꯛꯅꯣꯂꯣꯖꯤ ꯁꯤꯖꯤꯟꯅꯕꯒꯨꯝꯕꯥ ꯑꯔꯥꯟꯕꯥ ꯃꯑꯣꯡꯗꯥ ꯇꯥꯔꯒꯦꯠ ꯇꯧꯕꯗꯥ ꯁꯤꯖꯤꯟꯅꯕꯥ ꯌꯥꯒꯅꯤ ꯍꯥꯏꯕꯒꯤ ꯋꯥꯈꯜꯂꯣꯟꯁꯨ ꯂꯩꯔꯤ꯫ ꯂꯣꯏꯁꯤꯜꯂꯛꯄꯗꯥ, ꯑꯦ꯫